ꯔꯤꯑꯦꯂꯤꯇꯤ ꯑꯁꯤ ꯐꯤꯛꯁꯟꯒꯤ ꯍꯦꯟꯅꯥ ꯑꯆꯝꯕ ꯍꯥꯏꯕ ꯋꯥꯍꯩ ꯑꯁꯤ ꯑꯌꯥꯝꯕꯅ ꯇꯁꯦꯡꯅꯥ ꯄꯨꯟꯁ ꯄꯨꯟꯁꯤ ꯑꯁꯤ ꯀꯔꯤꯒꯨꯝꯕ ꯃꯇꯝꯗꯥ ꯐꯤꯖꯤꯀꯦꯜ ꯋꯥꯔꯛꯁꯤꯡꯗꯥ ꯐꯣꯡꯗꯣꯛꯄꯥ ꯊꯧꯗꯣꯛꯁꯤꯡꯗꯒꯤ ꯍꯦꯟꯅꯥ ꯑꯉꯛꯄꯥ, ꯊꯥꯖꯗꯕꯥ ꯅꯠꯇ꯭ꯔꯒꯥ ꯊꯥꯖꯕ ꯌꯥꯗꯕ ꯑꯣꯏꯕ ꯌꯥꯏ ꯍꯥꯏꯕꯒꯤ ꯋꯥꯈꯜꯂꯣꯟ ꯑꯗꯨ ꯐꯣꯡꯗꯣꯛꯄꯗꯥ ꯁꯤꯖꯤꯟꯅꯩ꯫ ꯃꯁꯤꯅ ꯇꯥꯛꯄꯗꯤ ꯇꯁꯦꯡꯕꯥ ꯄꯨꯟꯁꯤꯗꯥ ꯊꯣꯛꯄꯥ ꯊꯧꯗꯣꯛꯁꯤꯡ ꯑꯁꯤ ꯑꯥꯏꯕꯥ ꯑꯃꯅ ꯃꯈꯣꯏꯒꯤ ꯏꯃꯦꯖꯃꯦꯟꯇꯥ ꯁꯦꯝꯒꯠꯄꯥ ꯌꯥꯕ ꯄꯣꯠꯁꯛ ꯑꯃꯠꯇꯗꯒꯤ ꯍꯦꯟꯅꯥ ꯑꯆꯨꯝꯕꯥ ꯅꯠꯇ꯭ꯔꯒꯥ ꯑꯉꯛꯄꯥ ꯑꯣꯏꯕ ꯌꯥꯏ꯫ ꯋꯥꯍꯩ ꯄꯔꯦꯡ ꯑꯁꯤ ꯑꯌꯥꯝꯕꯅ ꯑꯉꯛꯄꯥ ꯑꯃꯁꯨꯡ ꯊꯥꯖꯗꯕꯥ ꯂꯤꯑꯦꯂꯤꯇꯤꯒꯤ ꯃꯑꯣꯡ ꯃꯇꯧ ꯑꯗꯨꯗꯥ ꯑꯀꯟꯕꯥ ꯋꯥꯐꯝ ꯊꯝꯅꯕꯥ ꯁꯤꯖꯤꯟꯅꯩ, ꯑꯃꯁꯨꯡ ꯑꯩꯈꯣꯏꯒꯤ ꯑꯀꯣꯏꯕꯗꯥ ꯂꯩꯔꯤꯕ ꯃꯥꯂꯦꯝ ꯑꯁꯤꯒꯤ ꯃꯇꯥꯡꯗ ꯋꯥꯔꯤ ꯁꯥꯕ ꯃꯇꯝꯗꯥ ꯑꯩꯈꯣꯏꯒꯤ ꯏꯁꯥꯒꯤ ꯑꯣꯏꯕ ꯂꯧꯁꯤꯡ ꯅꯠꯇ꯭ꯔꯒꯥ ꯏꯃꯦꯖꯃꯦꯟꯀꯤ ꯂꯤꯃꯤꯇꯦꯁꯟꯁꯤꯡ ꯑꯗꯨ ꯐꯣꯡꯗꯣꯛꯂꯤ꯫ ꯔꯨꯝ ꯑꯃ ꯁꯦꯡꯗꯣꯛꯄꯒꯤ ꯈꯣꯡꯊꯥꯡꯁꯤꯡ ꯑꯗꯨ ꯁꯃꯖꯤꯟꯅꯗꯨꯅꯥ ꯑꯃ ꯁꯦꯝꯃꯨ꯫ ꯔꯨꯝ ꯑꯃ ꯁꯦꯡꯗꯣꯛꯅꯕꯒꯤ ꯊꯨꯅꯥ ꯑꯃꯁꯨꯡ ꯏꯆꯝ ꯆꯝꯕꯥ ꯈꯣꯡꯊꯥꯡꯁꯤꯡ: ꯏꯀꯥꯏ-ꯑꯇꯣꯏꯁꯤꯡ ꯂꯧꯊꯣꯛꯄꯥ ꯑꯃꯁꯨꯡ ꯄꯣꯠ-ꯆꯩꯁꯤꯡ ꯊꯝꯖꯤꯟꯕꯥ ꯃꯩꯁꯥꯒꯤ ꯃꯐꯝꯁꯤꯡ ꯃꯤꯔꯥꯡ ꯑꯃꯁꯨꯡ ꯊꯧ ꯊꯣꯡꯅꯥꯎꯁꯤꯡ ꯁꯦꯡꯗꯣꯛꯄꯥ ꯐ꯭ꯂꯣꯔ ꯑꯗꯨ ꯚꯦꯀ꯭ꯌꯨꯝ ꯇꯧꯕ ꯅꯠꯇ꯭ꯔꯒꯥ ꯁꯦꯡꯗꯣꯛꯄꯥ ꯫ꯃꯊꯧ ꯇꯥꯕꯒꯤ ꯃꯇꯨꯡꯏꯟꯅꯥ ꯄꯣꯟ ꯅꯠꯇ꯭ꯔꯒꯥ ꯁ꯭ꯄꯣꯠ ꯀ꯭ꯂꯤꯟ ꯇꯧꯕ꯫ ꯀꯝꯄꯦꯅꯤꯁꯤꯡꯅꯥ ꯃꯈꯣꯏꯒꯤ ꯀꯥꯔꯕꯦꯟ ꯐꯨꯠꯄ꯭ꯔꯤꯟ ꯑꯁꯤ ꯀꯔꯝꯅꯥ ꯍꯟꯊꯍꯟꯒꯅꯤ? ꯀꯝꯄꯦꯅꯤꯁꯤꯡꯅꯥ ꯃꯈꯣꯏꯒꯤ ꯀꯥꯔꯕꯦꯟ ꯐꯨꯠꯄ꯭ꯔꯤꯟ ꯍꯟꯊꯍꯟꯕꯒꯤ ꯃꯑꯣꯡ ꯀꯌꯥ ꯂꯩ, ꯃꯈꯣꯏꯁꯤꯡ ꯑꯗꯨꯗꯤ: ꯂꯤꯅꯨꯌꯦꯕꯜ ꯏꯅꯔꯖꯤ ꯁꯣꯔꯁꯁꯤꯡꯗꯥ ꯍꯣꯡꯗꯣꯛꯄꯥ: ꯀꯝꯄꯦꯅꯤꯁꯤꯡꯅꯥ ꯐꯣꯁꯤꯜ ꯐ꯭ꯌꯨꯑꯦꯜꯗꯥ ꯊꯥꯖꯕ ꯊꯝꯕꯒꯤ ꯃꯍꯨꯠꯇꯥ ꯅꯨꯡꯁꯤꯠ ꯅꯠꯇ꯭ꯔꯒꯥ ꯁꯣꯂꯥꯔ ꯄꯥꯋꯔꯒꯨꯝꯕꯥ ꯒ꯭ꯔꯤꯟ ꯏꯅꯔꯖꯤ ꯁꯣꯔꯁꯁꯤꯡꯗꯥ ꯍꯣꯡꯗꯣꯛꯄ ꯌꯥꯏ꯫ ꯏꯅꯔꯖꯤ ꯁꯤꯖꯤꯟꯅꯕꯥ ꯍꯟꯊꯍꯟꯕꯥ: ꯀꯝꯄꯦꯅꯤꯁꯤꯡꯅꯥ ꯏꯅꯔꯖꯤ ꯏꯐꯤꯁꯤꯌꯦꯟ ꯑꯣꯏꯕ ꯃꯩ ꯑꯃꯁꯨꯡ ꯈꯨꯠꯂꯥꯏꯁꯤꯡꯗ ꯑꯦꯚꯔꯦꯖ ꯇꯧꯕ, ꯑꯃꯁꯨꯡ ꯏꯅꯔꯖꯤ ꯁꯦꯚꯤꯡꯒꯤ ꯊꯧꯔꯝꯁꯤꯡ ꯄꯥꯏꯈꯠꯄ ꯑꯁꯤꯅꯆꯤꯡꯕ ꯏꯐꯤꯁꯤꯑꯦꯟꯁꯤꯡ ꯐꯒꯠꯍꯟꯗꯨꯅꯥ ꯃꯈꯣꯏꯒꯤ ꯏꯅꯔꯖꯤ ꯁꯤꯖꯤꯟꯅꯕꯥ ꯍꯟꯊꯍꯟꯅꯕꯥ ꯈꯣꯡꯊꯥꯡꯁꯤꯡ ꯂꯧꯈꯠꯄꯥ ꯌꯥꯏ꯫ ꯇꯨꯡ ꯀꯣꯏꯅꯥ ꯆꯠꯀꯗꯕꯥ ꯃꯆꯥꯡꯁꯤꯡ ꯁꯤꯖꯤꯟꯅꯕꯥ: ꯀꯝꯄꯦꯅꯤꯁꯤꯡꯅꯥ ꯃꯈꯣꯏꯒꯤ ꯄꯣꯠꯊꯣꯛꯁꯤꯡꯒꯤꯗꯃꯛ ꯍꯦꯟꯅꯥ ꯇꯨꯡ ꯀꯣꯏꯅꯥ ꯆꯠꯀꯗꯕꯥ ꯃꯆꯥꯛꯁꯤꯡꯗꯥ ꯍꯣꯡꯗꯣꯛꯄꯥ ꯌꯥꯏ, ꯍꯥꯏꯕꯗꯤ ꯔꯤꯁꯥꯏꯀꯜ ꯇꯧꯔꯕꯥ ꯃꯆꯥꯛꯁꯤꯡ ꯁꯤꯖꯤꯟꯅꯕꯥ, ꯑꯃꯁꯨꯡ ꯄꯦꯀꯦꯖꯤꯡꯒꯤ ꯑꯃꯣꯠꯄꯥ ꯍꯟꯊꯍꯟꯕꯥ ꯌꯥꯏ꯫ ꯇ꯭ꯔꯥꯟꯁꯄꯣꯔꯇꯦꯁꯟꯒꯤ ꯏꯃꯤꯁꯟ ꯍꯟꯊꯍꯟꯕꯥ: ꯀꯝꯄꯦꯅꯤꯁꯤꯡꯗ ꯏꯃꯤꯁꯟ ꯅꯦꯝꯕꯥ ꯒꯥꯔꯤꯁꯤꯡ ꯈꯟꯕꯅꯥ, ꯕꯤꯖꯤꯅꯦꯁ ꯇꯥꯔꯒꯦꯠ ꯍꯟꯊꯍꯟꯗꯨꯅꯥ, ꯑꯃꯁꯨꯡ ꯇꯦꯂꯤꯀꯝꯌꯨꯇꯤꯡ ꯄ꯭ꯔꯃꯣꯠ ꯇꯧꯗꯨꯅꯥ ꯇ꯭ꯔꯥꯟꯁꯄꯣꯔꯇꯦꯁꯟꯗꯒꯤ ꯏꯃꯤꯁꯟ ꯍꯟꯊꯍꯟꯕꯥ ꯌꯥꯏ꯫ ꯀꯥꯔꯕꯦꯟ ꯑꯣꯐꯁꯦꯠ ꯄ꯭ꯔꯣꯒ꯭ꯔꯥꯝ ꯑꯃ ꯏꯝꯄ꯭ꯂꯤꯃꯦꯟ ꯇꯧꯕ: ꯀꯝꯄꯦꯅꯤꯁꯤꯡꯅꯥ ꯃꯈꯣꯏꯒꯤ ꯀꯥꯔꯕꯦꯟ ꯊꯥꯗꯣꯛꯄꯥ ꯑꯁꯤ ꯑꯀꯣꯏꯕꯒꯤ ꯐꯤꯚꯝ ꯁꯣꯛꯍꯟꯗꯕꯥ ꯄ꯭ꯔꯣꯖꯦꯛꯁꯤꯡ, ꯈꯨꯗꯝ ꯑꯣꯏꯅ ꯔꯤꯐꯣꯔꯁ꯭ꯇꯦꯁꯟ ꯔꯤꯐꯣꯔꯁ꯭ꯇꯦꯁꯟ, ꯔꯤꯟꯌꯨꯑꯦꯕꯜ ꯏꯅꯔꯖꯤ, ꯅꯠꯇ꯭ꯔꯒꯥ ꯏꯅꯔꯖꯤ ꯏꯐꯤꯁꯤꯑꯦꯟꯁꯤꯒꯤ ꯊꯧꯔꯥꯡꯁꯤꯡꯗꯥ ꯁꯦꯜ ꯊꯥꯗꯗꯨꯅꯥ ꯑꯣꯐꯁꯦꯠ ꯇꯧꯕ ꯌꯥꯏ꯫ ꯒ꯭ꯔꯤꯟ ꯀꯜꯆꯔ ꯑꯃ ꯄꯨꯛꯅꯤꯡ ꯊꯧꯒꯠꯄꯥ: ꯀꯝꯄꯦꯅꯤꯁꯤꯡꯅꯥ ꯀꯝꯄꯦꯅꯤ ꯑꯁꯤꯒꯤ ꯑꯄꯨꯟꯕꯥ ꯀꯥꯔꯕꯦꯟ ꯐꯨꯠꯄ꯭ꯔꯤꯟ ꯍꯨꯟꯊꯍꯟꯕꯗꯥ ꯃꯇꯦꯡ ꯄꯥꯡꯅꯕ ꯄꯦꯄꯔ ꯁꯤꯖꯤꯟꯅꯕꯥ ꯍꯟꯊꯍꯟꯕꯥ ꯑꯃꯁꯨꯡ ꯔꯤꯁꯥꯏꯀꯜ ꯇꯧꯕꯒꯨꯝꯕꯥ ꯇꯨꯡ ꯀꯣꯏꯅꯥ ꯆꯠꯀꯗꯕꯥ ꯊꯧꯑꯣꯡꯁꯤꯡ ꯂꯧꯈꯠꯅꯕꯥ ꯄꯨꯛꯅꯤꯡ ꯊꯧꯒꯠꯄꯥ ꯌꯥꯏ꯫ ꯄ꯭ꯔꯣ ꯄ꯭ꯔꯣꯒ꯭ꯔꯦꯁ ꯃꯥꯄꯜ ꯑꯃꯁꯨꯡ ꯇ꯭ꯔꯦꯛ ꯇꯧꯕ: ꯀꯝꯄꯦꯅꯤꯁꯤꯡꯅꯥ ꯃꯈꯣꯏꯒꯤ ꯀꯥꯔꯕꯣꯟ ꯐꯨꯠꯄ꯭ꯔꯤꯟ ꯍꯟꯊꯍꯟꯕꯗꯥ ꯃꯈꯣꯏꯒꯤ ꯄ꯭ꯔꯣꯒ꯭ꯔꯦꯁ ꯑꯗꯨ ꯃꯥꯄꯜ ꯑꯃꯁꯨꯡ ꯇ꯭ꯔꯦꯛ ꯇꯧꯕ ꯌꯥꯏ, ꯑꯃꯁꯨꯡ ꯃꯇꯝꯒꯤ ꯃꯇꯨꯡ ꯏꯟꯅꯥ ꯃꯈꯥ ꯇꯥꯅꯥ ꯍꯟꯊꯍꯟꯅꯕꯥ ꯄꯥꯟꯗꯝꯁꯤꯡ ꯊꯝꯕꯥ ꯌꯥꯏ꯫ ꯃꯁꯤꯅ ꯃꯈꯣꯏꯅ ꯃꯈꯣꯏꯒꯤ ꯆꯦꯅꯦꯕꯤꯂꯤꯇꯤꯒꯤ ꯍꯣꯠꯅꯔꯤꯕꯁꯤꯡ ꯑꯗꯨ ꯂꯦꯞꯇꯅꯥ ꯏꯚꯥ ꯐꯒꯠꯍꯟꯕꯥ ꯉꯝꯍꯜꯂꯤ꯫ ꯃꯥꯂꯦꯝꯒꯤ 'ꯑꯦꯜꯒꯣꯔꯤꯊꯝ'ꯒꯤ ꯋꯥꯍꯟꯊꯣꯛ ꯑꯗꯨ ꯈꯪꯗꯣꯛꯎ꯫ ꯑꯦꯜꯒꯣꯔꯤꯊꯝ ꯍꯥꯏꯕꯁꯤ ꯑꯀꯛꯅꯕꯥ ꯄ꯭ꯔꯣꯕ꯭ꯂꯦꯝ ꯑꯃ ꯁꯣꯜꯕ ꯇꯧꯅꯕꯥ ꯅꯠꯇ꯭ꯔꯒꯥ ꯑꯀꯛꯅꯕꯥ ꯊꯕꯛ ꯑꯃ ꯄꯥꯡꯊꯣꯛꯅꯕꯒꯤꯗꯃꯛ ꯁ꯭ꯇꯦꯞ-ꯕꯥꯏ-ꯁ꯭ꯇꯦꯞ ꯄ꯭ꯔꯣꯁꯤꯗ꯭ꯌꯨꯑꯦꯜ ꯅꯠꯇ꯭ꯔꯒꯥ ꯏꯟꯁꯇ꯭ꯔꯛꯁꯟꯁꯤꯡꯒꯤ ꯁꯦꯠ ꯑꯃꯅꯤ꯫ ꯃꯁꯤ ꯃꯍꯧꯁꯥꯅ ꯄ꯭ꯔꯣꯕ꯭ꯂꯦꯝꯁꯤꯡꯒꯤ ꯀ꯭ꯂꯥꯁ ꯑꯃ ꯁꯣꯜꯕ ꯇꯧꯅꯕꯥ ꯅꯠꯇ꯭ꯔꯒꯥ ꯀꯝꯄ꯭ꯌꯨꯇꯦꯁꯟ ꯑꯃ ꯄꯥꯡꯊꯣꯛꯅꯕꯥ ꯌꯥꯝꯅ ꯀꯨꯞꯅꯥ ꯁꯦꯝꯗꯣꯛꯄꯥ, ꯀꯝꯄ꯭ꯌꯨꯇꯔꯅꯥ ꯏꯝꯄ꯭ꯂꯤꯃꯦꯟ ꯇꯧꯕ ꯌꯥꯕ ꯏꯟꯁꯇ꯭ꯔꯛꯁꯟꯁꯤꯡꯒꯤ ꯐꯤꯅꯥꯏꯠ ꯁꯤꯛꯕꯦꯁ ꯑꯃꯒꯤ꯫ ꯑꯦꯜꯒꯣꯔꯤꯊꯝꯁꯤꯡ ꯑꯁꯤ ꯃꯍꯧꯁꯥꯒꯤ ꯂꯣꯜ, ꯐ꯭ꯂꯣꯆꯥꯔꯠ ꯅꯠꯇ꯭ꯔꯒꯥ ꯀꯝꯄ꯭ꯌꯨꯇꯔ ꯄ꯭ꯔꯣꯒ꯭ꯔꯥꯃꯤꯡ ꯎꯝ ꯂꯣꯜꯁꯤꯡ ꯌꯥꯎꯅ ꯇꯣꯉꯥꯟ ꯇꯣꯉꯥꯟꯕ ꯃꯑꯣꯡ ꯐꯣꯡꯗꯣꯛꯄꯥ ꯌꯥꯏ꯫